ꯁꯦꯟꯇꯔ ꯐꯣꯔ ꯗꯤꯖꯤꯁ ꯀꯟꯇ꯭ꯔꯣꯜ ꯑꯦꯟ ꯄ꯭ꯔꯤꯚꯦꯟꯁꯟ ꯅꯥ ꯂꯥꯎꯊꯣꯛꯈꯤꯕ ꯑꯃꯅꯤ ꯃꯗꯨꯗꯤ ꯃꯄꯨꯡ ꯐꯥꯅ ꯇꯤꯀꯥ ꯊꯥꯔꯕ ꯃꯤꯑꯣꯏꯁꯤꯡꯅ ꯑꯌꯥꯝꯕ ꯁꯦꯇꯤꯡꯁꯤꯡꯗ ꯌꯨꯝꯒꯤ ꯃꯅꯨꯡꯗ ꯅꯠꯇꯔꯒ ꯃꯄꯥꯟꯗ ꯃꯥ꯭ꯁꯛ ꯁꯤꯖꯤꯟꯅꯕꯒꯤ ꯃꯊꯧ ꯇꯥꯗ꯭ꯔꯦ, ꯃꯁꯤ ꯃꯦ ꯇꯔꯥꯍꯨꯝꯗꯣꯏ, ꯐꯥꯎꯕꯗ ꯑꯣꯏꯈꯤ꯫ꯁꯦꯟꯇꯔ ꯐꯣꯔ ꯗꯤꯖꯤꯁ ꯀꯟꯇ꯭ꯔꯣꯜ ꯑꯦꯟ ꯄ꯭ꯔꯤꯚꯦꯟꯁꯟ ꯒꯤ ꯃꯇꯨꯡ ꯏꯟꯅ, ꯃꯁꯤꯒꯤ ꯑꯞꯗꯦꯠ ꯇꯧꯔꯕ ꯒꯥꯏꯗꯂꯥꯏꯟꯁꯤꯡ ꯑꯁꯤ ꯃꯄꯨꯡ ꯐꯥꯅ ꯇꯤꯀꯥ ꯊꯥꯔꯕ ꯃꯤꯑꯣꯏꯁꯤꯡꯗ ꯀꯣꯕꯤꯗ-ꯅꯥꯏꯟꯇꯤꯟ ꯏꯟꯐꯦꯛꯁꯟ ꯑꯃꯁꯨꯡ ꯇ꯭ꯔꯥꯟꯁꯃꯤꯁꯟꯒꯤ ꯔꯤꯁ꯭ꯛ ꯌꯥꯝꯅ ꯅꯦꯝꯅ ꯂꯩ ꯍꯥꯏꯕ ꯇꯥꯛꯄ ꯑꯅꯧꯕ ꯗꯦꯇꯥꯗ ꯌꯨꯝꯐꯝ ꯑꯣꯏꯕꯅꯤ꯫ ꯁꯦꯟꯇꯔ ꯐꯣꯔ ꯗꯤꯖꯤꯁ ꯀꯟꯇ꯭ꯔꯣꯜ ꯑꯦꯟ ꯄ꯭ꯔꯤꯚꯦꯟꯁꯟ ꯅꯥ ꯃꯁꯤꯃꯁꯨ ꯂꯥꯎꯊꯣꯛꯈꯤ ꯃꯗꯨꯗꯤ ꯃꯄꯨꯡ ꯐꯥꯅ ꯇꯤꯀꯥ ꯊꯥꯔꯕ ꯃꯤꯑꯣꯏꯁꯤꯡꯅ ꯑꯌꯥꯝꯕ ꯁꯦꯇꯤꯡꯁꯤꯡꯗ ꯑꯇꯣꯞꯄꯁꯤꯡꯗꯒꯤ ꯐꯤꯖꯤꯀꯦꯜ ꯑꯣꯏꯅ ꯂꯥꯞꯅ ꯂꯩꯕꯒꯤ ꯃꯊꯧ ꯇꯥꯗ꯭ꯔꯦ꯫ ꯑꯗꯨꯝ ꯑꯣꯏꯅꯃꯛ, ꯑꯦꯖꯦꯟꯁꯤ ꯑꯁꯤꯅ ꯄꯥꯎꯇꯥꯛ ꯄꯤꯔꯤ ꯃꯗꯨꯗꯤ ꯃꯥ꯭ꯁꯛꯁꯤꯡ ꯑꯁꯤ ꯍꯧꯖꯤꯛꯁꯨ ꯍꯣꯁꯄꯤꯇꯥꯜ, ꯄꯕ꯭ꯂꯤꯛ ꯇ꯭ꯔꯥꯟꯁꯄꯣꯔꯇꯦꯁꯟ ꯅꯠꯇ꯭ꯔꯒꯥ ꯖꯦꯜꯁꯤꯡꯒꯨꯝꯕ ꯑꯀꯛꯅꯕ ꯃꯤ ꯌꯥꯝꯅ ꯇꯤꯟꯕ ꯏꯟꯗꯣꯔ ꯁꯦꯇꯤꯡꯁꯤꯡꯗ, ꯑꯃꯁꯨꯡ ꯐꯦꯗꯔꯦꯜ, ꯁ꯭ꯇꯦꯠ ꯅꯠꯇꯔꯒ ꯂꯣꯀꯦꯜ ꯑꯣꯊꯣꯔꯤꯇꯤꯁꯤꯡꯅ ꯃꯊꯧ ꯇꯥꯕ ꯃꯇꯝꯗ ꯁꯤꯖꯤꯟꯅꯒꯗꯕꯅꯤ꯫ ꯃꯈꯥꯗ ꯄꯤꯔꯤꯕ ꯍꯤꯔꯝ ꯑꯁꯤꯒꯤ ꯃꯇꯥꯡꯗ ꯏꯝꯄ꯭ꯔꯣꯝꯄꯆꯨꯑꯦꯜ ꯁ꯭ꯄꯤꯆ ꯑꯃ ꯖꯦꯅꯦꯔꯦꯠ ꯇꯧꯕ - ꯍꯛꯆꯥꯡ ꯁꯥꯖꯦꯜ ꯇꯧꯕꯒꯤ ꯃꯔꯨꯑꯣꯏꯕ꯫ ꯃꯤꯄꯨꯝ ꯈꯨꯗꯤꯡꯃꯛꯄꯨ ꯌꯥꯏꯐ-ꯄꯥꯎꯖꯦꯜ ꯄꯤꯖꯔꯤ꯫ ꯉꯁꯤ ꯑꯩꯍꯥꯛꯅ ꯑꯗꯣꯝꯒ ꯋꯥꯔꯤ ꯁꯥꯅꯅꯤꯡꯂꯤ ꯃꯗꯨꯗꯤ ꯑꯩꯈꯣꯏꯒꯤ ꯅꯨꯡꯇꯤꯒꯤ ꯄꯨꯟꯁꯤꯗ ꯍꯛꯆꯥꯡ ꯁꯥꯖꯦꯜ ꯇꯧꯕꯒꯤ ꯃꯔꯨꯑꯣꯏꯕ ꯑꯗꯨ꯫ ꯍꯛꯆꯥꯡ ꯁꯥꯖꯦꯜ ꯇꯧꯕꯅ ꯑꯩꯈꯣꯏꯒꯤ ꯍꯛꯆꯥꯡ ꯑꯃꯁꯨꯡ ꯑꯩꯈꯣꯏꯒꯤ ꯋꯥꯈꯜꯗ ꯀꯥꯟꯅꯕ ꯀꯌꯥ ꯄꯤꯔꯤ꯫ ꯑꯍꯥꯟꯕꯗ, ꯆꯥꯡ ꯅꯥꯏꯅ ꯑꯦꯛꯁꯔꯁꯥꯏꯖ ꯇꯧꯕꯅ ꯑꯩꯈꯣꯏꯒꯤ ꯑꯔꯨꯝꯕ ꯉꯥꯛꯇꯨꯅ ꯊꯝꯕꯗ ꯃꯇꯦꯡ ꯄꯥꯡꯏ ꯑꯃꯁꯨꯡ ꯑꯔꯨꯝꯕ ꯍꯟꯊꯍꯟꯕꯗꯁꯨ ꯃꯇꯦꯡ ꯄꯥꯡꯏ꯫ ꯃꯔꯝꯗꯤ ꯑꯩꯈꯣꯏꯅ ꯐꯤꯖꯤꯀꯦꯜ ꯑꯦꯛꯇꯤꯚꯤꯇꯤ ꯇꯧꯕ ꯃꯇꯝꯗ ꯑꯩꯈꯣꯏꯅ ꯀꯦꯂꯣꯔꯤ ꯃꯩ ꯊꯥꯏ ꯑꯃꯁꯨꯡ ꯃꯁꯜ ꯃꯥꯁ ꯍꯦꯟꯒꯠꯍꯜꯂꯤ꯫ ꯃꯁꯤꯅ ꯃꯊꯪ ꯃꯅꯥꯎ ꯅꯥꯏꯅꯥ ꯑꯩꯈꯣꯏꯒꯤ ꯃꯦꯇꯥꯕꯣꯂꯤꯖꯝ ꯈꯣꯡꯖꯦꯜ ꯌꯥꯡꯁꯤꯟꯍꯟꯕꯗ ꯃꯇꯦꯡ ꯄꯥꯡꯏ, ꯃꯗꯨꯅ ꯑꯩꯈꯣꯏꯅ ꯅꯨꯡꯉꯥꯏꯅ ꯂꯩꯔꯤꯉꯩꯗ ꯐꯥꯎꯕ ꯀꯦꯂꯣꯔꯤ ꯍꯦꯟꯅ ꯃꯩ ꯊꯥꯗꯣꯛꯄ ꯉꯝꯍꯜꯂꯤ꯫ ꯑꯣꯖꯟ ꯃꯦꯅꯦꯖꯃꯦꯟꯇꯀꯤ ꯃꯊꯛꯇ, ꯐꯤꯖꯤꯀꯦꯜ ꯑꯦꯛꯁꯔꯁꯥꯏꯖ ꯑꯁꯤ ꯀꯥꯔꯗꯤꯑꯣꯚꯥꯁꯀꯨꯂꯥꯔ ꯍꯦꯜꯊꯀꯤꯗꯃꯛꯇ ꯌꯥꯝꯅ ꯃꯔꯨꯑꯣꯏ꯫ ꯑꯩꯈꯣꯏꯅ ꯑꯦꯛꯁꯔꯁꯥꯏꯖ ꯇꯧꯕ ꯃꯇꯝꯗ, ꯑꯩꯈꯣꯏꯒꯤ ꯍꯥ꯭ꯔꯠꯀꯤ ꯔꯦꯠ ꯑꯁꯤ ꯍꯦꯟꯒꯠꯂꯛꯏ ꯑꯃꯁꯨꯡ ꯑꯩꯈꯣꯏꯒꯤ ꯕ꯭ꯂꯗ ꯚꯦꯁꯦꯜꯁꯤꯡ ꯑꯁꯤ ꯍꯦꯟꯅ ꯋꯥꯡꯈꯠꯂꯛꯏ, ꯃꯗꯨꯅ ꯍꯛꯆꯥꯡ ꯄꯨꯝꯕꯗ ꯏ ꯍꯦꯟꯅ ꯆꯦꯟꯕ ꯉꯝꯍꯜꯂꯤ꯫ ꯃꯁꯤꯅ ꯑꯩꯈꯣꯏꯒꯤ ꯍꯥ꯭ꯔꯠꯀꯤ ꯂꯥꯏꯅ, ꯍꯥꯏ ꯕ꯭ꯂꯗ ꯄ꯭ꯔꯦꯁꯔ ꯑꯃꯁꯨꯡ ꯁ꯭ꯇꯔꯣꯛꯀꯤ ꯔꯤꯁ꯭ꯛ ꯍꯟꯊꯍꯟꯕꯗ ꯃꯇꯦꯡ ꯄꯥꯡꯏ꯫ ꯑꯩꯈꯣꯏꯒꯤ ꯃꯦꯟꯇꯦꯜ ꯋꯦꯜꯕꯤꯡ ꯉꯥꯛꯇꯨꯅ ꯊꯝꯅꯕꯒꯤꯗꯃꯛ ꯐꯤꯖꯤꯀꯦꯜ ꯑꯦꯛꯁꯔꯁꯥꯏꯖꯁꯨ ꯌꯥꯝꯅ ꯃꯔꯨꯑꯣꯏ꯫ ꯑꯩꯈꯣꯏꯅ ꯐꯤꯖꯤꯀꯦꯜ ꯑꯦꯛꯇꯤꯚꯤꯇꯤ ꯇꯧꯕ ꯃꯇꯝꯗ, ꯑꯩꯈꯣꯏꯒꯤ ꯕ꯭ꯔꯦꯅꯅꯥ ꯃꯍꯧꯁꯥꯒꯤ ꯑꯣꯏꯕ ꯋꯥꯈꯜ ꯂꯧꯁꯤꯡ ꯍꯦꯟꯒꯠꯍꯟꯕ ꯉꯝꯕ ꯑꯦꯟꯗꯣꯔꯐꯤꯟꯁꯤꯡ ꯊꯥꯗꯣꯛꯏ꯫ ꯑꯦꯛꯁꯔꯁꯥꯏꯖ ꯇꯧꯕꯅ ꯗꯤꯄ꯭ꯔꯦꯁꯟ ꯑꯃꯁꯨꯡ ꯑꯦꯟꯁꯤꯇꯤꯒꯤ ꯂꯥꯏꯑꯣꯡꯁꯤꯡ ꯍꯟꯊꯍꯜꯂꯤ ꯑꯃꯁꯨꯡ ꯑꯩꯈꯣꯏꯒꯤ ꯀꯣꯒꯅꯤꯇꯤꯕ ꯐꯪꯛꯁꯟ ꯐꯥꯎꯕ ꯐꯒꯠꯍꯟꯕ ꯉꯝꯃꯤ ꯍꯥꯏꯕ ꯎꯠꯂꯦ꯫ ꯑꯗꯨꯕꯨ ꯐꯤꯖꯤꯀꯦꯜ ꯑꯦꯛꯁꯔꯁꯥꯏꯖꯒꯤ ꯀꯥꯟꯅꯕꯁꯤꯡꯗꯤ ꯃꯐꯝ ꯑꯗꯨꯗ ꯂꯦꯞꯆꯕ ꯉꯝꯗꯦ꯫ ꯆꯥꯡ ꯅꯥꯏꯅ ꯑꯦꯛꯁꯔꯁꯥꯏꯖ ꯇꯧꯕꯅ ꯑꯩꯈꯣꯏꯒꯤ ꯕꯣꯟ ꯗꯦꯟꯁꯤꯇꯤꯁꯨ ꯐꯒꯠꯍꯟꯕ ꯉꯝꯃꯤ, ꯃꯗꯨꯅ ꯑꯩꯈꯣꯏꯅ ꯆꯍꯤ ꯌꯥꯝꯈꯠꯂꯛꯄꯒ ꯂꯣꯏꯅꯅ ꯑꯣꯁ꯭ꯇꯤꯑꯣꯄꯣꯔꯣꯁꯤꯁꯀꯤ ꯔꯤꯁ꯭ꯛ ꯍꯟꯊꯍꯜꯂꯤ꯫ ꯍꯛꯆꯥꯡ ꯁꯥꯖꯦꯜ ꯇꯧꯕꯅ ꯑꯩꯈꯣꯏꯒꯤ ꯐ꯭ꯂꯦꯛꯁꯤꯕꯤꯂꯤꯇꯤ ꯑꯃꯁꯨꯡ ꯕꯦꯂꯦꯟꯁ ꯊꯝꯕꯗꯁꯨ ꯃꯇꯦꯡ ꯄꯥꯡꯏ, ꯃꯁꯤꯅ ꯁꯣꯛꯄ ꯑꯃꯁꯨꯡ ꯑꯁꯣꯛ-ꯑꯄꯟ ꯊꯣꯛꯄꯒꯤ ꯆꯥꯡ ꯍꯟꯊꯍꯜꯂꯤ꯫ ꯂꯣꯏꯁꯤꯜꯂꯛꯄꯗ, ꯍꯛꯆꯥꯡ ꯁꯥꯖꯦꯜ ꯇꯧꯕ ꯑꯁꯤ ꯑꯩꯈꯣꯏꯒꯤ ꯑꯄꯨꯟꯕ ꯍꯛꯁꯦꯜ ꯑꯃꯁꯨꯡ ꯅꯨꯡꯉꯥꯏ-ꯌꯥꯏꯐꯕꯒꯤꯗꯃꯛ ꯌꯥꯝꯅ ꯃꯔꯨꯑꯣꯏ꯫ ꯃꯁꯤꯒꯤ ꯀꯥꯟꯅꯕꯥ ꯑꯁꯤ ꯑꯔꯨꯝꯕ ꯃꯦꯅꯦꯖꯃꯦꯟꯇ ꯑꯃꯁꯨꯡ ꯀꯥꯔꯗꯤꯑꯣꯚꯥꯁꯀꯨꯂꯥꯔ ꯍꯦꯜꯊꯇꯒꯤ ꯌꯥꯝꯅ ꯂꯥꯞꯅ ꯂꯩ, ꯃꯁꯤꯅ ꯑꯩꯈꯣꯏꯕꯨ ꯍꯦꯟꯅ ꯅꯨꯡꯉꯥꯏꯕ, ꯍꯛꯆꯥꯡ ꯐꯕꯥ ꯑꯃꯁꯨꯡ ꯍꯦꯟꯅ ꯃꯄꯨꯡ ꯐꯥꯕ ꯄꯨꯟꯁꯤ ꯑꯃ ꯍꯤꯡꯕꯗ ꯃꯇꯦꯡ ꯄꯥꯡꯏ꯫ ꯑꯗꯨꯅ, ꯃꯊꯪꯒꯤ ꯊꯥꯗ ꯅꯍꯥꯛꯅ ꯁꯣꯐ꯭ꯇꯋꯥꯌꯔꯗ ꯊꯦꯡꯅꯕꯒꯤ ꯋꯥꯈꯜ ꯂꯥꯛꯄ ꯃꯇꯝꯗ, ꯑꯦꯛꯁꯔꯁꯥꯏꯖ ꯇꯧꯕꯒꯤ ꯃꯔꯨꯑꯣꯏꯕ ꯑꯗꯨ ꯅꯤꯡꯁꯤꯡꯕꯤꯌꯨ ꯑꯃꯁꯨꯡ ꯆꯪꯁꯤꯜꯂꯨ꯫